ꯂꯤꯞ ꯑꯦꯔꯤꯌꯥꯥ ꯏꯟꯗꯦꯛꯁ ꯑꯃ ꯑꯣꯏꯅ ꯑꯩꯍꯥꯛꯅ ꯅꯨꯃꯤꯠ ꯆꯨꯞꯄ ꯑꯄꯤꯕ ꯃꯐꯝ ꯑꯃꯒꯤ ꯇꯨꯡꯒꯤ ꯇꯦꯝꯄꯦꯔꯦꯆꯔ ꯑꯗꯨ ꯂꯥꯎꯊꯣꯛꯄ ꯉꯝꯗꯦ꯫ ꯇꯦꯝꯄꯦꯔꯦꯆꯔ ꯑꯁꯤ ꯑꯦꯌꯔ ꯄ꯭ꯔꯦꯁꯔ, ꯍꯨꯃꯤꯗꯤꯇꯤ, ꯅꯨꯡꯁꯤꯠꯀꯤ ꯈꯣꯡꯖꯦꯜ ꯑꯃꯁꯨꯡ ꯑꯇꯩ ꯐꯦꯛꯇꯔ ꯀꯌꯥꯅ ꯁꯣꯛꯍꯜꯂꯤ ꯑꯃꯁꯨꯡ ꯃꯁꯤ ꯌꯥꯝꯅꯥ ꯇꯣꯏꯅꯥ ꯍꯣꯡꯂꯛꯄ ꯌꯥꯏ꯫ ꯅꯍꯥꯛꯅ ꯑꯦꯔꯤꯌꯥ ꯏꯟꯗꯦꯛꯁ ꯒꯤ ꯆꯤꯀꯥꯒꯣꯗ ꯅꯨꯃꯤꯠ ꯆꯨꯞꯄ ꯇꯦꯝꯄꯦꯔꯦꯆꯔ ꯑꯗꯨ ꯋꯦꯗꯔ ꯐꯣꯔꯀꯥꯁ꯭ꯇꯤꯡ ꯁꯔꯚꯤꯁ ꯑꯃ ꯅꯠꯇꯔꯒ ꯃꯇꯝ ꯑꯗꯨꯒ ꯅꯛꯅꯕ ꯃꯐꯝ ꯑꯗꯨꯒꯤ ꯄꯥꯎ-ꯆꯦ ꯑꯃꯗ ꯆꯦꯛ ꯇꯧꯗꯨꯅ ꯐꯪꯕ ꯌꯥꯏ꯫ ꯃꯥꯂꯦꯝꯒꯤ ꯂꯥꯏꯔꯕꯒꯤ ꯁꯃꯁ꯭ꯌꯥ ꯑꯁꯤ ꯑꯩꯈꯣꯏꯅ ꯀꯔꯝꯅ ꯀꯣꯛꯍꯟꯒꯅꯤ? ꯃꯥꯂꯦꯝꯒꯤ ꯂꯥꯏꯔꯕ ꯀꯣꯛꯍꯟꯕ ꯑꯁꯤ ꯑꯔꯨꯕ ꯁꯤꯡꯅꯕ ꯑꯃꯅꯤ ꯫ ꯑꯃꯁꯨꯡ ꯉꯝꯈꯩ ꯂꯥꯟꯗꯨꯅ ꯁꯔꯀꯥꯔꯁꯤꯡ, ꯅꯟ-ꯄ꯭ꯔꯣꯐꯤꯠꯁꯤꯡ ꯑꯃꯁꯨꯡ ꯄ꯭ꯔꯥꯏꯕꯦꯠ ꯁꯦꯛꯇꯔꯒꯤ ꯃꯔꯛꯇ ꯇꯦꯡꯕꯥꯡ ꯄꯤꯅꯕ ꯌꯥꯎꯕ ꯃꯈꯜ ꯀꯌꯥꯒꯤ ꯊꯧꯑꯣꯡ ꯑꯃ ꯃꯊꯧ ꯇꯥꯏ꯫ ꯄꯣꯇꯦꯟꯁꯤꯌꯦꯜ ꯁꯣꯂꯨꯁꯟ ꯈꯔꯗꯤ ꯃꯈꯥꯗ ꯄꯤꯔꯤ: ꯐꯣꯔꯦꯟ ꯑꯦꯏꯗ ꯑꯃꯁꯨꯡ ꯗꯤꯚꯂ꯭ꯄꯃꯦꯟꯇ ꯑꯦꯁꯤꯁ꯭ꯇꯦꯟꯁ ꯍꯦꯟꯒꯠꯍꯟꯕ- ꯁꯔꯀꯥꯔꯁꯤꯡ ꯑꯃꯁꯨꯡ ꯏꯟꯇꯔꯅꯦꯁꯅꯦꯜ ꯑꯣꯔꯒꯥꯅꯥꯏꯖꯦꯁꯟꯁꯤꯡꯅ ꯂꯥꯏꯔꯕ ꯂꯩꯕꯥꯛꯁꯤꯡꯒꯤ ꯃꯥꯏꯀꯩꯗ ꯃꯈꯣꯏꯒꯤ ꯃꯇꯦꯡ ꯍꯦꯟꯒꯠꯍꯟꯒꯗꯕꯅꯤ ꯃꯗꯨꯅ ꯂꯦꯡ-ꯑꯣꯠꯄꯗ ꯁꯦꯜ-ꯊꯨꯝꯒꯤ ꯐꯤꯚꯝꯗ ꯌꯨꯝꯐꯝ ꯑꯣꯏꯕ ꯄ꯭ꯔꯣꯒ꯭ꯔꯥꯝꯁꯤꯡꯗ ꯁꯦꯜ ꯊꯥꯗꯒꯗꯕꯅꯤ꯫ ꯐ꯭ꯔꯤ ꯇ꯭ꯔꯦꯗꯀꯤ ꯈꯨꯠꯊꯥꯡꯗ ꯁꯦꯟꯃꯤꯠꯂꯣꯟꯒꯤ ꯆꯥꯎꯈꯠꯄ ꯍꯦꯟꯒꯠꯍꯟꯕ- ꯃꯁꯤꯗ ꯆꯥꯎꯈꯠꯂꯛꯂꯤꯕ ꯂꯩꯕꯥꯀꯁꯤꯡꯅ ꯑꯆꯧꯕ ꯀꯩꯊꯦꯜꯁꯤꯡꯗ ꯈꯨꯗꯣꯡꯆꯥꯕ ꯐꯪꯅꯕ ꯂꯂꯣꯟ-ꯏꯇꯤꯛꯀꯤ ꯑꯊꯤꯡꯕꯁꯤꯡ ꯍꯟꯊꯍꯟꯕ ꯌꯥꯎꯔꯤ ꯫ ꯃꯗꯨꯅ ꯃꯔꯝ ꯑꯣꯏꯔꯒ ꯁꯦꯟ-ꯊꯨꯝꯒꯤ ꯆꯥꯎꯈꯠꯄ ꯄꯨꯔꯛꯄ ꯉꯝꯒꯅꯤ꯫ ꯂꯣꯀꯦꯜ ꯀꯝꯌꯨꯅꯤꯇꯤꯁꯤꯡꯕꯨ ꯁꯛꯇꯤ ꯄꯤꯕ ꯑꯃꯁꯨꯡ ꯃꯈꯣꯏꯗ ꯃꯁꯥꯅ ꯃꯁꯥꯕꯨ ꯊꯕꯛ ꯄꯤꯖꯕ ꯉꯝꯅꯕ ꯃꯊꯧ ꯇꯥꯕ ꯈꯨꯠꯂꯥꯏꯁꯤꯡ ꯄꯤꯕ- ꯈꯨꯗꯝ ꯑꯣꯏꯅꯥ ꯑꯦꯖꯨꯀꯦꯁꯟ ꯇ꯭ꯔꯦꯅꯤꯡ, ꯑꯃꯁꯨꯡ ꯁꯦꯜ-ꯊꯨꯝꯒꯤ ꯁꯔꯚꯤꯁꯁꯤꯡ ꯐꯪꯍꯟꯕꯅ ꯃꯤꯑꯣꯏ ꯑꯃꯃꯝ ꯑꯃꯁꯨꯡ ꯀꯝꯌꯨꯅꯤꯇꯤꯁꯤꯡꯅ ꯃꯄꯥꯟꯒꯤ ꯃꯇꯦꯡꯗ ꯃꯈꯥ ꯄꯣꯟꯕ ꯍꯟꯊꯔꯛꯄ ꯌꯥꯏ꯫ ꯏꯅꯐ꯭ꯔꯥꯁ꯭ꯇꯔꯛꯆꯔ ꯐꯒꯠꯍꯟꯕ- ꯂꯝꯕꯤ, ꯍꯦꯜꯊꯀꯦꯌꯔ ꯐꯦꯁꯤꯂꯤꯇꯤꯁꯤꯡ, ꯌꯨꯇꯤꯂꯤꯇꯤꯁꯤꯡ, ꯑꯃꯁꯨꯡ ꯁ꯭ꯀꯨꯜꯁꯤꯡꯒꯨꯝꯕ ꯃꯇꯤꯛ ꯆꯥꯕꯥ ꯏꯅꯐ꯭ꯔꯥꯁ꯭ꯇꯔꯛꯆꯔ ꯂꯩꯇꯕꯅ ꯂꯩꯕꯥꯛ ꯑꯃꯒꯤ ꯆꯥꯎꯈꯠꯄ ꯊꯤꯡꯕ ꯌꯥꯏ꯫ ꯏꯅꯐ꯭ꯔꯥꯁ꯭ꯇꯔꯛꯆꯔ ꯄ꯭ꯔꯣꯖꯦꯛꯇꯁꯤꯡꯗ ꯁꯦꯜ ꯊꯥꯗꯕꯅ ꯄꯨꯟꯁꯤ ꯃꯍꯤꯡ ꯐꯒꯠꯍꯟꯕꯗ ꯃꯇꯦꯡ ꯄꯥꯡꯕ ꯉꯝꯒꯅꯤ꯫ ꯑꯃꯁꯨꯡ ꯃꯤꯁꯤꯡꯕꯨ ꯂꯥꯏꯔꯕꯗꯒꯤ ꯅꯥꯟꯊꯣꯛꯍꯟꯕꯗ ꯃꯇꯦꯡ ꯄꯥꯡꯒꯅꯤ꯫ ꯑꯔꯣꯏꯕꯗ ꯂꯥꯏꯔꯕ ꯍꯟꯊꯍꯟꯕ ꯍꯥꯏꯕꯁꯤ ꯃꯇꯝ ꯁꯥꯡꯅꯥ ꯆꯠꯊꯔꯛꯄ ꯂꯦꯞꯇꯅ ꯍꯣꯠꯅꯔꯤꯕ ꯑꯃꯅꯤ꯫ ꯃꯁꯤꯗ ꯄꯥꯔꯇꯤ ꯀꯌꯥꯒꯤ ꯃꯇꯦꯡ ꯄꯥꯡꯅꯕ ꯃꯊꯧ ꯇꯥꯏ꯫ ꯁꯁ꯭ꯇꯦꯅꯦꯕꯜ ꯗꯤꯕꯦꯂꯄꯃꯦꯟꯇ, ꯒꯨꯗ ꯒꯕꯔꯅꯥꯟꯁ, ꯀꯣꯂꯥꯕꯣꯔꯦꯁꯟ, ꯑꯃꯁꯨꯡ ꯂꯣꯀꯦꯜ ꯀꯝꯝꯌꯨꯅꯤꯇꯤꯁꯤꯡꯒ ꯂꯣꯏꯅꯅ ꯑꯦꯡꯒꯦꯖꯃꯦꯟꯇ ꯇꯧꯕꯗ ꯑꯀꯟꯕ ꯋꯥꯐꯝ ꯊꯝꯗꯨꯅ ꯃꯥꯂꯦꯝꯒꯤ ꯂꯥꯏꯔꯕ ꯂꯣꯏꯁꯤꯟꯅꯕ ꯄꯥꯟꯗꯝ ꯑꯗꯨꯒꯤ ꯃꯥꯏꯀꯩꯗ ꯑꯍꯣꯡꯕ ꯄꯨꯔꯛꯄ ꯉꯝꯒꯅꯤ꯫।